ꯂꯦꯝꯂꯩ ꯉꯥꯂꯩꯃ ꯅꯠꯇ꯭ꯔꯒ ꯉꯥꯔꯩꯃ ꯑꯁꯤ ꯑꯔꯤꯄ ꯀꯪꯂꯩꯄꯥꯛ (ꯑꯔꯤꯕ ꯃꯅꯤꯄꯨꯔ)ꯀꯤ ꯃꯤꯇꯩ ꯃꯤ ꯂꯥꯢ ꯇꯤꯟꯒꯤ ꯋꯥꯔꯤ (ꯃꯩꯇꯩ ꯃꯤ ꯂꯥꯢ ꯇꯤꯟꯒꯤ ꯋꯥꯔꯤ) ꯑꯃꯗꯤ ꯃꯤꯇꯩ ꯂꯥꯢꯅꯤꯡ (ꯁꯅꯥꯃꯍꯤ ꯂꯥꯏꯅꯤꯡ)ꯒꯤ ꯂꯥꯢꯂꯦꯝꯄꯤ ꯑꯃꯅꯤ꯫ ꯃꯍꯥꯛ ꯑꯁꯤ ꯂꯦꯝꯂꯩ ꯉꯥꯒꯤ ꯂꯥꯢꯂꯦꯝꯄꯤ ꯑꯃꯅꯤ꯫ ꯃꯍꯥꯛ ꯑꯁꯤ ꯁꯂꯥꯢꯂꯦꯟ ꯁꯤꯇꯞꯒꯤ ꯃꯃꯣꯝ ꯂꯥꯡꯂꯦꯟ ꯑꯃꯅꯤ꯫ ꯃꯍꯥꯛ ꯑꯁꯤ ꯐꯧꯑꯣꯢꯕꯤ (ꯐꯧꯂꯩꯃ), ꯊꯨꯝꯂꯩꯃ ꯑꯃꯗꯤ ꯏꯔꯩꯃ (ꯏꯂꯩꯃ)ꯒꯤ ꯃꯆꯤꯟ ꯃꯅꯥꯎ ꯅꯠꯇ꯭ꯔꯒ ꯃꯃꯥꯟꯅꯕꯤ ꯑꯃꯅꯤ꯫ ꯋꯥꯄꯣꯛꯂꯣꯟ ꯃꯤꯇꯩ ꯅꯨꯄꯤ ꯃꯃꯤꯡ "ꯉꯥꯂꯩꯃ" ꯑꯁꯤ ꯋꯥꯍꯩ ꯑꯅꯤꯅ ꯁꯦꯝꯕꯅꯤ꯫ ꯋꯥꯍꯩ ꯑꯅꯤ ꯑꯗꯨꯗꯤ "ꯉꯥ" ꯑꯃꯗꯤ "ꯂꯩꯃ" ꯅꯤ꯫ ꯊꯧꯇꯥꯛ ꯋꯥꯍꯩ ꯑꯣꯢꯔꯕꯗꯤ (ꯉꯥ) ꯍꯥꯢꯅ ꯍꯟꯕ ꯌꯥꯢ꯫ ꯑꯗꯨꯒ ꯃꯤꯡꯇꯥꯛ ꯋꯥꯍꯩ ꯑꯣꯢꯔꯕꯗꯤ ꯏꯪꯂꯤꯁꯇ ꯋꯍꯥꯟꯊꯣꯛ ꯍꯥꯢꯅ ꯍꯟꯕ ꯌꯥꯢ꯫ ꯃꯇꯥꯡꯁꯤꯗꯗꯤ, ꯉꯥ ꯑꯁꯤ ꯅꯤ꯫ (ꯂꯩꯃ) ꯍꯥꯢꯕꯁꯤ ꯏꯪꯂꯤꯁꯇ, ꯅꯠꯇ꯭ꯔꯒ ꯍꯥꯢꯅ ꯍꯟꯕ ꯌꯥꯢ꯫ ꯑꯗꯨꯅ ꯀꯔꯤꯒꯨꯝꯕ ꯉꯥ ꯐꯥꯕ ꯃꯇꯝꯗ ꯂꯨꯗ ꯉꯥ ꯌꯥꯝ ꯆꯪꯗ꯭ꯔꯕꯗꯤ ꯉꯥ ꯐꯥꯕ ꯃꯇꯝ ꯑꯗꯨꯗ ꯊꯥꯒꯤ ꯈꯣꯡꯀꯥꯞ ꯂꯥꯛꯂꯤꯕꯤ ꯃꯥꯡꯂꯤꯕꯤ ꯅꯨꯄꯤ ꯌꯥꯎꯔꯝꯒꯅꯤ ꯆꯤꯡꯅꯅꯩ꯫ ꯃꯁꯤ ꯅꯠꯇ꯭ꯔꯒ ꯑꯇꯣꯞꯄ ꯃꯔꯝꯗꯤ ꯀꯅꯥꯒꯨꯝꯕ ꯃꯤꯁꯛ ꯑꯃꯅ ꯀꯜꯂꯛꯄꯒꯤ ꯃꯐꯝ ꯑꯗꯨꯗ ꯆꯔꯨ ꯅꯠꯇ꯭ꯔꯒ ꯍꯦꯟꯇꯥꯛ ꯅꯠꯇ꯭ꯔꯒ ꯁꯨꯝꯖꯤꯠ ꯊꯥꯗꯔꯝꯒꯅꯤ ꯍꯥꯢꯅꯁꯨ ꯆꯤꯡꯅꯅꯩ꯫ ꯑꯇꯣꯞꯄ ꯂꯥꯢꯔꯦꯝꯕꯤꯁꯤꯡꯒ ꯃꯔꯤ ꯂꯩꯅꯕ ꯂꯥꯢꯔꯦꯝꯕꯤ ꯉꯥꯂꯩꯃ ꯑꯁꯤ ꯂꯩꯃꯔꯦꯜ ꯁꯤꯗꯕꯤꯒꯤ ꯁꯥꯢꯑꯣꯟ ꯂꯥꯡꯑꯣꯟ ꯑꯃꯅꯤ ꯍꯥꯢꯅꯁꯨ ꯂꯧꯅꯩ꯫ ꯂꯩꯃꯂꯦꯜꯅ ꯉꯥ ꯂꯩꯕ ꯃꯐꯝꯗ ꯂꯩꯕ ꯃꯇꯝꯗ ꯉꯥꯂꯩꯃ ꯑꯣꯜꯂꯤ ꯍꯥꯢꯅ ꯊꯥꯖꯅꯩ꯫ ꯃꯃꯤꯡ ꯂꯩꯕ ꯐꯝꯄꯥꯛꯁꯤꯡꯗ ꯐꯧ-ꯑꯣꯢꯕꯤ, ꯗ ꯔꯥꯢꯁ ꯒꯣꯗꯦꯁ ꯑꯁꯤ ꯏꯪ ꯀꯨꯝ ꯂꯣꯁꯤꯡ ꯑꯅꯤ ꯃꯄꯥꯜ ꯗ ꯄꯨꯊꯣꯛꯄ ꯑꯃꯅꯤ꯫ ꯃꯁꯤ ꯅ ꯄꯨꯊꯣꯛꯄꯅꯤ ꯃꯁꯤ ꯂꯥꯢꯔꯦꯝꯕꯤ ꯉꯥꯂꯩꯃ, ꯃꯍꯥꯛꯀꯤ ꯃꯆꯦꯕꯦꯝꯃ ꯐꯧꯑꯣꯢꯕꯤ ꯑꯃꯗꯤ ꯑꯇꯩ ꯂꯥꯢꯔꯦꯝꯕꯤꯁꯤꯡꯒꯤ ꯋꯥꯔꯤꯗ ꯌꯨꯝꯐꯝ ꯑꯣꯢꯕꯅꯤ꯫ ꯐꯧꯑꯣꯢꯕꯤ ꯁꯥꯌꯣꯟ ꯑꯁꯤ ꯏꯪ ꯀꯨꯝ ꯂꯤꯁꯤꯡ ꯑꯅꯤ ꯇꯔꯥ ꯇꯥꯔꯦꯠ ꯒꯤ ꯃꯤꯇꯩꯂꯣꯟꯒꯤ ꯃꯃꯤ ꯀꯨꯝꯍꯩ ꯑꯃꯅꯤ꯫ ꯃꯁꯤ ꯂꯥꯢꯔꯦꯝꯕꯤ ꯉꯥꯂꯩꯃ, ꯃꯍꯥꯛꯀꯤ ꯃꯆꯦꯕꯦꯝꯃ ꯐꯧꯑꯣꯢꯕꯤ ꯑꯃꯗꯤ ꯑꯇꯩ ꯂꯥꯢꯔꯦꯝꯕꯤꯁꯤꯡꯒꯤ ꯋꯥꯔꯤꯗ ꯌꯨꯝꯐꯝ ꯑꯣꯢꯕꯅꯤ꯫ ꯁꯛꯇꯝꯁꯤꯡ ꯃꯔꯤ ꯂꯩꯅꯕ ꯂꯃꯥꯢꯁꯤꯡ ꯏꯃꯣꯢꯅꯨ ꯃꯤꯇꯩ ꯂꯟꯂꯩꯃ ꯏꯔꯩꯃ ꯃꯤꯇꯩ ꯏꯃꯥꯕꯤ ꯂꯩꯃꯔꯦꯜ ꯁꯤꯗꯕꯤ ꯃꯤꯇꯩ ꯃꯥꯂꯦꯝ ꯂꯩꯃ ꯄꯥꯟꯊꯣꯢꯄꯤ ꯃꯤꯇꯩ ꯂꯥꯟꯂꯩꯃ ꯐꯧꯑꯣꯢꯕꯤ ꯃꯤꯇꯩ ꯐꯧꯂꯩꯃ ꯊꯨꯝꯂꯩꯃ ꯃꯤꯇꯩ ꯊꯨꯝꯒꯤ ꯂꯥꯢꯔꯦꯝꯕꯤ ꯃꯇꯦꯡ ꯂꯧꯔꯛꯐꯝ ꯑꯇꯣꯞꯄ ꯌꯦꯡꯐꯝꯁꯤꯡ ꯃꯆꯈꯏꯅ ꯍꯔꯕꯗ ꯂꯥꯏꯔꯦꯝꯕꯤ ꯉꯥꯃꯤ ꯑꯃꯗꯤ ꯇꯧꯗ꯭ꯔꯤ ꯑꯁꯤ ꯑꯦꯏꯁꯣꯞꯀꯤ ꯐꯦꯕꯜꯁꯤꯡꯒꯤ ꯃꯅꯨꯡꯗꯒꯤ ꯋꯥꯔꯤ ꯑꯃꯅꯤ꯫ ꯋꯥꯔꯤ ꯃꯁꯤꯁꯨ ꯌꯦꯡꯕꯤꯌꯨ ꯃꯇꯦꯡ ꯂꯧꯔꯛꯐꯝ ꯃꯆꯥꯈꯥꯏꯅ ꯍꯥꯏꯔꯕꯗꯥ ꯑꯦꯏꯁꯣꯞꯀꯤ ꯐꯦꯕꯜꯁꯤꯡ ꯉꯥꯃꯤ ꯑꯃꯗꯤ ꯉꯥ ꯃꯆꯥ ꯑꯁꯤ ꯑꯦꯏꯁꯣꯞꯀꯤ ꯐꯦꯕꯜꯁꯤꯡꯒꯤ ꯃꯅꯨꯡꯗꯒꯤ ꯋꯥꯔꯤ ꯑꯃꯅꯤ꯫ ꯋꯥꯔꯤ ꯃꯁꯤꯁꯨ ꯌꯦꯡꯕꯤꯌꯨ ꯃꯇꯦꯡ ꯂꯧꯔꯛꯐꯝ ꯑꯦꯏꯁꯣꯞꯀꯤ ꯐꯦꯕꯜꯁꯤꯡ ꯄꯥꯎꯔꯧ ꯑꯁꯤ ꯃꯃꯥꯡꯉꯩ ꯃꯧ ꯃꯩꯍꯧꯔꯣꯜꯗꯒꯤ ꯍꯧꯅ ꯀꯪꯂꯩꯄꯥꯛꯀꯤ ꯃꯤꯇꯩ ꯀꯥꯡꯂꯨꯞ (ꯃꯩꯇꯩ ꯀꯥꯡꯂꯨꯞ)ꯀꯤ ꯂꯥꯢꯒꯨꯝꯂꯕ ꯏꯄꯥ-ꯏꯄꯨ ꯑꯍꯜ-ꯂꯃꯟꯁꯤꯡꯅ ꯁꯛꯅ ꯁꯣꯟꯅꯕꯤꯔꯝꯕ ꯄꯥꯎꯔꯧ ꯄꯥꯎꯇꯥꯛ ꯑꯃꯅꯤ꯫ ꯅꯨꯡꯒꯤ ꯋꯥꯍꯟꯊꯣꯛ ꯁꯟꯗꯣꯛꯅ ꯇꯥꯛꯄ ꯉꯥꯄ꯭ꯔꯨꯝ ꯃꯃꯩ ꯈꯨꯖꯤꯟꯅ ꯁꯤꯛꯄ ꯍꯥꯏꯔꯤꯕ ꯄꯥꯎꯔꯧ ꯑꯁꯤꯒꯤ ꯅꯨꯡꯒꯤ ꯋꯥꯍꯟꯊꯣꯛꯇꯤ ꯄꯥꯡꯒꯜ ꯊꯣꯛꯂꯔꯣꯏꯗꯕ, ꯄꯥꯝꯕꯩ ꯂꯩꯇ꯭ꯔꯕ, ꯁꯦꯝꯒꯠ ꯁꯥꯒꯠꯄ ꯌꯥꯔꯔꯣꯏꯗꯕ ꯃꯇꯝ ꯈꯛꯇꯗ ꯃꯥꯏ ꯄꯛꯄ ꯐꯅꯕ ꯀꯟꯅ ꯍꯣꯠꯅꯔꯛꯄꯗꯨꯅꯤ꯫ ꯃꯇꯦꯡ ꯂꯧꯔꯛꯐꯝ ꯍꯥꯏꯔꯤꯕꯁꯤꯅꯥ ꯃꯤꯇꯩ ꯄꯥꯎꯔꯧꯁꯤꯡ ꯉꯥꯄ꯭ꯔꯨꯝ ꯑꯃꯗꯤ ꯂꯤꯟ ꯑꯁꯤ ꯑꯦꯏꯁꯣꯞꯀꯤ ꯐꯦꯕꯜꯁꯤꯡꯒꯤ ꯃꯅꯨꯡꯗ ꯀꯣꯟꯅ ꯍꯥꯞꯆꯤꯟꯈꯤꯕ ꯋꯥꯔꯤ ꯑꯃꯅꯤ꯫